ꯃꯦꯁꯤꯟ ꯂꯔꯅꯤꯡ ꯃꯣꯗꯦꯜ ꯑꯃ ꯏꯚꯥꯂ꯭ꯌꯨꯑꯦꯠ ꯇꯧꯕꯗ ꯁꯤꯖꯤꯟꯅꯕ ꯌꯥꯕ ꯋꯥꯍꯪꯁꯤꯡꯒꯤ ꯂꯤꯁ꯭ꯠ ꯑꯃ ꯁꯦꯝꯃꯨ꯫ ꯇ꯭ꯔꯦꯅꯤꯡ ꯗꯦꯇꯥ ꯑꯃꯁꯨꯡ ꯚꯦꯂꯤꯗꯦꯁꯟ ꯗꯦꯇꯥꯗ ꯃꯣꯗꯦꯜ ꯑꯁꯤꯒꯤ ꯄꯔꯐꯣꯃꯦꯟꯁ ꯑꯁꯤ ꯀꯔꯤꯅꯣ? ꯃꯣꯗꯦꯜ ꯑꯁꯤ ꯑꯣꯚꯔꯐꯤꯠ ꯅꯠꯇꯔꯒ ꯑꯟꯗꯔꯐꯤꯠ ꯑꯣꯏꯕꯒꯤ ꯆꯥꯡꯌꯦꯡ ꯇꯧꯈꯤꯕꯔꯥ? ꯃꯣꯗꯦꯜ ꯑꯁꯤꯒꯤ ꯄꯔꯐꯣꯃꯦꯟꯁ ꯑꯁꯤ ꯆꯞ ꯃꯥꯟꯅꯕ ꯗꯦꯇꯥꯗ ꯇ꯭ꯔꯦꯟ ꯇꯧꯔꯕ ꯑꯇꯣꯞꯄ ꯃꯣꯗꯦꯜꯁꯤꯡꯒ ꯀꯔꯝꯅ ꯆꯥꯡꯗꯝꯅꯕꯒꯦ? ꯃꯣꯗꯦꯜ ꯑꯁꯤꯅ‌ ꯎꯕꯥ ꯐꯪꯗꯕ ꯗꯦꯇꯥꯗ ꯐꯖꯅ ꯖꯦꯅꯦꯔꯦꯂꯥꯏꯖ ꯇꯧꯕ ꯉꯝꯒꯗ꯭ꯔꯥ? ꯀꯔꯤ ꯏꯚꯥꯂꯨꯑꯦꯁꯟ ꯃꯦꯇꯔꯤꯛꯁꯤꯡ ꯁꯤꯖꯤꯟꯅꯈ꯭ꯔꯦ ꯑꯃꯁꯨꯡ ꯃꯦꯇꯔꯤꯛ ꯈꯨꯗꯤꯡꯃꯛꯇ‌ ꯃꯣꯗꯦꯜ ꯑꯁꯤꯒꯤ ꯄꯔꯐꯣꯃꯦꯟꯁ ꯑꯁꯤ ꯀꯔꯝꯅ ꯑꯣꯏꯈꯤꯕꯒꯦ? ꯃꯣꯗꯦꯜ ꯑꯁꯤ ꯏꯚꯥꯂꯨꯑꯦꯠ ꯇꯧꯕꯗ ꯀ꯭ꯔꯣꯁ-ꯚꯦꯂꯤꯗꯦꯁꯟ ꯁꯤꯖꯤꯟꯅꯈꯤꯕꯔꯥ? ꯀꯔꯤꯒꯨꯝꯕ ꯇ꯭ꯔꯦꯅꯤꯡ ꯗꯦꯇꯥꯗ‌ ꯂꯩꯔꯕꯗꯤ ꯃꯣꯗꯦꯜ ꯑꯁꯤꯅ ꯀ꯭ꯂꯥꯁ ꯏꯝꯕꯦꯂꯦꯟꯁ ꯑꯁꯤ ꯀꯔꯝꯅ ꯍꯦꯟꯗꯜ ꯇꯧꯒꯅꯤ? ꯃꯣꯗꯦꯜ ꯑꯁꯤꯅ ꯄ꯭ꯔꯦꯛꯇꯤꯀꯦꯜ ꯑꯣꯏꯅ ꯁꯤꯖꯤꯟꯅꯅꯕꯒꯤꯗꯃꯛ ꯌꯥꯕ ꯃꯇꯝꯒꯤ ꯃꯅꯨꯡꯗ‌ ꯄ꯭ꯔꯤꯗꯤꯛꯁꯟ ꯇꯧꯕ ꯉꯝꯒꯗ꯭ꯔꯥ? ꯃꯣꯗꯦꯜ ꯑꯁꯤꯅ ꯃꯁꯤꯒꯤ ꯄ꯭ꯔꯤꯗꯤꯛꯁꯟꯁꯤꯡ ꯑꯁꯤ ꯏꯟꯇꯔꯞ꯭ꯔꯥꯏꯖ ꯇꯧꯕ ꯑꯃꯁꯨꯡ ꯁꯟꯗꯣꯛꯅ ꯇꯥꯛꯄ ꯉꯝꯒꯗ꯭ꯔꯥ? ꯃꯣꯗꯦꯜ ꯑꯁꯤꯅ ꯃꯥꯡꯈꯤꯕ ꯅꯠꯇꯔꯒ ꯃꯄꯨꯡ ꯐꯥꯗꯕ ꯗꯦꯇꯥ ꯑꯁꯤ ꯀꯔꯝꯅ‌ ꯍꯦꯟꯗꯜ ꯇꯧꯒꯅꯤ, ꯑꯃꯁꯨꯡ ꯇ꯭ꯔꯦꯅꯤꯡꯒꯤ ꯃꯃꯥꯡꯗ ꯗꯦꯇꯥ ꯑꯗꯨ ꯄ꯭ꯔꯤꯄꯔꯣꯁꯦꯁ ꯇꯧꯅꯕ ꯀꯔꯤ ꯈꯣꯡꯊꯥꯡꯁꯤꯡ ꯂꯧꯈꯠꯈꯤꯕꯒꯦ? ꯃꯣꯗꯦꯜ ꯄꯔꯐꯣꯃꯦꯟꯁ ꯐꯒꯠꯍꯟꯅꯕ ꯐꯤꯆꯔ ꯈꯟꯕꯒꯤ ꯃꯑꯣꯡ, ꯍꯥꯏꯄꯔꯄꯦꯔꯥꯃꯤꯇꯔ ꯇ꯭ꯌꯨꯅꯤꯡ, ꯅꯠꯇꯔꯒ ꯑꯦꯟꯁꯦꯝꯕꯜ ꯃꯦꯊꯗꯒꯨꯝꯕ ꯇꯦꯛꯅꯤꯛ ꯑꯃꯠ ꯁꯤꯖꯤꯟꯅꯈꯤꯕꯔꯥ? ꯗꯦꯇꯥꯗ ꯑꯍꯣꯡꯕꯥ ꯂꯥꯛꯄꯗ ꯃꯣꯗꯦꯜ ꯑꯁꯤꯒꯤ ꯄꯔꯐꯣꯃꯦꯟꯁ ꯑꯁꯤ ꯀꯌꯥ ꯌꯥꯝꯅ ꯁꯦꯟꯁꯤꯇꯤꯕ ꯑꯣꯏꯕꯒꯦ, ꯑꯃꯁꯨꯡ ꯏꯟꯄꯨꯠ ꯗꯦꯇꯥꯗ ꯚꯦꯔꯤꯑꯦꯁꯟꯁꯤꯡꯗ ꯔꯣꯕꯁ꯭ꯠ ꯑꯣꯏꯕꯔꯥ? ꯃꯣꯗꯦꯜ ꯑꯁꯤꯒꯤ ꯄ꯭ꯔꯤꯗꯤꯛꯁꯟꯁꯤꯡꯗꯒꯤ ꯂꯥꯛꯄ ꯏꯊꯤꯀꯦꯜ ꯅꯠꯇꯔꯒ ꯐꯦꯌꯔꯅꯦꯁꯀꯤ ꯋꯥꯐꯝ ꯑꯃꯠꯇ ꯂꯩꯕꯔꯥ, ꯑꯃꯁꯨꯡ ꯃꯈꯣꯏꯁꯤꯡ ꯑꯁꯤ ꯀꯔꯝꯅ ꯊꯦꯡꯅꯈꯤꯕꯒꯦ? ꯃꯣꯗꯦꯜ ꯑꯁꯤ ꯁ꯭ꯀꯦꯜ ꯇꯧꯕ ꯌꯥꯕꯥꯔ, ꯑꯃꯁꯨꯡ ꯃꯁꯤꯅ ꯑꯆꯧꯕ ꯑꯃꯁꯨꯡ ꯍꯦꯟꯅ ꯀꯝꯄꯂꯦꯛꯁ ꯑꯣꯏꯕ ꯗꯦꯇꯥꯁꯦꯠꯁꯤꯡ ꯍꯦꯟꯗꯜ ꯇꯧꯕ ꯉꯝꯒꯗ꯭ꯔꯥ? ꯑꯅꯧꯕ ꯗꯦꯇꯥ ꯐꯪꯂꯛꯄꯒ ꯂꯣꯏꯅꯅ ꯃꯣꯗꯦꯜ ꯑꯁꯤ ꯑꯞꯗꯦꯠ ꯇꯧꯕ ꯑꯃꯁꯨꯡ ꯁꯦꯟꯅꯕꯗ ꯀꯌꯥ ꯌꯥꯝꯅ ꯂꯥꯏꯕꯒꯦ? ꯇ꯭ꯔꯥꯏꯑꯦꯡꯒꯜ ꯑꯃꯒꯤ ꯃꯒꯨꯟ ꯇꯔꯦꯠ ꯑꯁꯤ ꯀꯔꯤꯅꯣ? ꯇ꯭ꯔꯥꯏꯑꯦꯡꯒꯜ ꯑꯃꯒꯤ ꯑꯦꯇꯔꯤꯕꯤꯎꯠ ꯇꯔꯦꯠ ꯑꯁꯤ ꯃꯁꯤꯒꯤ ꯃꯥꯏꯀꯩ ꯑꯍꯨꯝ, ꯃꯁꯤꯒꯤ ꯑꯦꯡꯒꯜ ꯑꯍꯨꯝ ꯑꯃꯁꯨꯡ ꯃꯁꯤꯒꯤ ꯄꯦꯔꯤꯃꯤꯇꯔꯅꯤ꯫ ꯃꯈꯥꯗ ꯑꯦꯇꯔꯤꯕꯤꯎꯠ ꯈꯨꯗꯤꯡꯃꯛꯀꯤ ꯍꯦꯟꯅ ꯑꯀꯨꯞꯄꯥ ꯃꯔꯣꯜ ꯄꯤꯔꯤ - ꯁꯥꯏꯗꯁꯤꯡ - ꯇ꯭ꯔꯥꯏꯑꯦꯡꯒꯜ ꯑꯃꯗ ꯃꯁꯤꯒꯤ ꯚꯔꯇꯤꯀꯦꯜ ꯑꯍꯨꯝ ꯑꯁꯤ ꯁꯝꯅꯍꯜꯂꯤꯕ ꯁꯥꯏꯗ ꯑꯍꯨꯝ ꯂꯩ꯫ ꯍꯥꯏꯔꯤꯕ ꯃꯥꯏꯀꯩꯁꯤꯡ ꯑꯁꯤ ꯇꯣꯉꯥꯟ ꯇꯣꯉꯥꯟꯕ ꯂꯝꯕꯤꯒꯤ ꯑꯣꯏꯕ ꯌꯥꯏ, ꯃꯗꯨꯅ ꯇ꯭ꯔꯥꯏꯑꯦꯡꯒꯜꯒꯤ ꯑꯄꯨꯟꯕ ꯃꯑꯣꯡ ꯃꯇꯧꯗ ꯑꯀꯥꯏꯕ ꯄꯤꯕ ꯌꯥꯏ꯫ ꯑꯦꯡꯒꯜꯁꯤꯡ - ꯇ꯭ꯔꯥꯏꯑꯦꯡꯒꯜ ꯑꯃꯗ ꯑꯦꯡꯒꯜ ꯑꯍꯨꯝꯁꯨ ꯂꯩ, ꯃꯈꯣꯏꯁꯤꯡ ꯑꯁꯤ ꯃꯥꯏꯀꯩ ꯑꯅꯤꯃꯛꯀꯤ ꯃꯔꯛꯇ ꯂꯩ꯫ ꯍꯥꯏꯔꯤꯕ ꯑꯦꯡꯒꯜ ꯑꯍꯨꯝ ꯑꯁꯤꯒꯤ ꯁꯣꯝ ꯑꯁꯤ ꯃꯇꯝ ꯄꯨꯝꯅꯃꯛꯇ ꯗꯤꯒ꯭ꯔꯤ ꯆꯥꯝꯃꯔꯥꯐꯨ ꯐꯥꯎꯕ ꯍꯥꯞꯆꯤꯜꯂꯤ꯫ ꯄꯦꯔꯤꯃꯤꯇꯔ - ꯇ꯭ꯔꯥꯏꯑꯦꯡꯒꯜ ꯑꯃꯒꯤ ꯄꯦꯔꯤꯃꯤꯇꯔ ꯍꯥꯏꯕꯁꯤ ꯃꯁꯤꯒꯤ ꯃꯥꯏꯀꯩ ꯑꯍꯨꯝꯒꯤ ꯑꯄꯨꯟꯕ ꯂꯝꯕꯤꯅꯤ꯫ ꯃꯁꯤ ꯃꯥꯏꯀꯩ ꯈꯨꯗꯤꯡꯃꯛꯀꯤ ꯂꯝꯕꯤꯁꯤꯡ ꯄꯨꯟꯅ ꯍꯥꯞꯆꯤꯟꯗꯨꯅ ꯂꯦꯞꯊꯣꯛꯏ꯫ ꯑꯦꯔꯤꯌꯥ -ꯇ꯭ꯔꯥꯏꯑꯦꯡꯒꯜ ꯑꯃꯒꯤ ꯑꯦꯔꯤꯌꯥ ꯍꯥꯏꯕꯁꯤ ꯃꯁꯤꯒꯤ ꯃꯥꯏꯀꯩ ꯑꯍꯨꯝꯅ ꯀꯨꯞꯁꯤꯜꯂꯕ ꯂꯝꯗꯝ ꯑꯗꯨꯒꯤ ꯃꯥꯄꯜꯅꯤ꯫ ꯇ꯭ꯔꯥꯏꯑꯦꯡꯒꯜꯒꯤ ꯃꯇꯥꯡꯗ ꯀꯔꯤ ꯏꯟꯐꯣꯔꯃꯦꯁꯟ ꯈꯡꯕꯒꯦ ꯍꯥꯏꯕꯒꯤ ꯃꯇꯨꯡ ꯏꯟꯅ ꯃꯐꯝ ꯑꯗꯨ ꯂꯦꯞꯊꯣꯛꯅꯕ ꯇꯣꯉꯥꯟ ꯇꯣꯉꯥꯟꯕ ꯐꯣꯔꯃꯨꯂꯥꯁꯤꯡ ꯂꯩ꯫ ꯑꯋꯥꯡꯕ - ꯇ꯭ꯔꯥꯏꯑꯦ꯫ꯒꯜ ꯑꯃꯒꯤ ꯑꯋꯥꯡꯕ, ꯑꯜꯇꯤꯆꯨꯗ ꯍꯥꯏꯅꯥꯁꯨ ꯀꯧꯏ ꯍꯥꯌꯕꯁꯤ ꯇ꯭ꯔꯥꯏꯑꯦꯡꯒꯜ ꯑꯗꯨꯒꯤ ꯕꯦꯖꯗꯒꯤ ꯑꯣꯄ꯭ꯔꯦꯇꯤꯡ ꯚꯦꯔꯇꯦꯛꯁ ꯐꯥꯎꯕꯒꯤ ꯄꯥꯔꯄꯦꯟꯗꯤꯀꯨꯂꯥꯔ ꯗꯤꯁ꯭ꯇꯦꯟꯁ ꯑꯗꯨꯅꯤ꯫ ꯇ꯭ꯔꯥꯏꯑꯦꯡꯒꯜꯒꯤ ꯃꯥꯏꯀꯩ ꯑꯃꯃꯝꯒꯤ ꯃꯇꯥꯡꯗ ꯇꯣꯉꯥꯟ ꯇꯣꯉꯥꯟꯕ ꯑꯋꯥꯡꯕ ꯑꯍꯨꯝ ꯂꯩꯕ ꯌꯥꯏ꯫ ꯁꯔꯀꯝꯁꯦꯟꯇꯔ- ꯁꯔꯀꯝꯁꯦꯟꯇꯔ ꯍꯥꯏꯕꯁꯤ ꯇ꯭ꯔꯥꯏꯑꯦꯡꯒꯜ ꯑꯃꯒꯤ ꯃꯅꯥꯛꯇ ꯂꯩꯕ ꯄꯥꯔꯄꯦꯟꯗꯤꯀꯨꯂꯥꯔ ꯕꯥꯏꯁꯦꯛꯇꯔꯁꯤꯡꯅ ꯊꯦꯡꯅꯔꯤꯕ ꯄꯣꯏꯟꯇ ꯑꯗꯨꯅꯤ꯫ ꯇ꯭ꯔꯥꯏꯑꯦꯡꯒꯜ ꯑꯃꯒꯤ ꯃꯥꯏꯀꯩ ꯑꯍꯨꯝ ꯑꯁꯤ ꯁꯔꯀ꯭ꯌꯨꯏꯟꯇ ꯁꯦꯟꯇꯔꯗꯒꯤ ꯆꯞ ꯃꯥꯟꯅꯕ ꯂꯥꯞꯅ ꯂꯩ꯫ ꯏꯟꯁꯦꯟꯇꯔ -ꯏꯟꯁꯦꯟꯇꯔ ꯍꯥꯏꯕꯁꯤ ꯇ꯭ꯔꯥꯏꯑꯦꯡꯒꯜ ꯑꯃꯒꯤ ꯑꯦꯡꯒꯜ ꯕꯥꯏꯁꯦꯛꯇꯔꯁꯤꯡꯅ ꯊꯦꯡꯅꯔꯤꯕ ꯄꯣꯏꯟꯇ ꯑꯗꯨꯕꯨꯅꯤ꯫ ꯃꯁꯤ ꯇ꯭ꯔꯤꯑꯦꯡꯒꯜ ꯑꯃꯒꯤ ꯃꯥꯏꯀꯩ ꯑꯍꯨꯝ ꯄꯨꯝꯅꯃꯛꯀ ꯆꯞ ꯃꯥꯟꯅꯅꯥ ꯂꯥꯞꯅ ꯂꯩ꯫